ꯇ꯭ꯔꯣꯏꯒꯤ ꯍꯦꯂꯦꯟ ꯀꯔꯤꯒꯨꯝꯕ ꯃꯇꯝꯗ ꯁ꯭ꯄꯥꯔꯇꯥꯒꯤ ꯍꯦꯂꯦꯟ ꯍꯥꯏꯅ ꯀꯧꯕ ꯑꯁꯤ ꯒ꯭ꯔꯤꯛꯀꯤ ꯊꯥꯏꯅꯒꯤ ꯋꯥꯔꯤꯗꯒꯤ ꯂꯥꯛꯄ ꯃꯤꯁꯛ ꯑꯃꯅꯤ ꯃꯍꯥꯛꯀꯤ ꯇ꯭ꯔꯣꯖꯟ ꯅꯤꯡꯊꯧꯃꯆꯥ ꯄꯦꯔꯤꯁꯀ ꯅꯥꯟꯊꯣꯛꯈꯤꯕ ꯅꯠꯇ꯭ꯔꯒ ꯐꯥꯈꯤꯕ ꯑꯗꯨꯅ ꯇ꯭ꯔꯣꯖꯟ ꯂꯥꯟ ꯊꯣꯛꯍꯟꯈꯤ꯫ ꯍꯦꯂꯦꯟ ꯑꯁꯤ ꯁ꯭ꯄꯥꯔꯇꯥꯒꯤ ꯅꯤꯡꯊꯧ ꯃꯦꯅꯦꯂꯥꯎꯁꯀꯤ ꯂꯣꯏꯅꯕꯤꯅꯤ ꯑꯃꯁꯨꯡ ꯃꯥꯂꯦꯝꯒꯤ ꯈ꯭ꯋꯥꯏꯗꯒꯤ ꯐꯖꯕ ꯅꯨꯄꯤꯅꯤ ꯍꯥꯏꯅ ꯂꯧꯅꯔꯝꯃꯤ꯫ ꯃꯦꯅꯦꯂꯥꯎꯁꯅ ꯃꯍꯥꯛꯀꯤ ꯃꯅꯥꯎꯅꯨꯄꯥ ꯃꯥꯏꯁꯦꯅꯤꯒꯤ ꯅꯤꯡꯊꯧ ꯑꯒꯥꯃꯦꯝꯅꯣꯟꯕꯨ ꯍꯦꯂꯦꯟꯕꯨ ꯑꯃꯨꯛ ꯍꯟꯅ ꯂꯧꯁꯤꯟꯅꯕ ꯃꯄꯥꯡꯒꯜ ꯀꯟꯕ ꯇ꯭ꯔꯣꯏ ꯁꯍꯔ ꯑꯗꯨ ꯂꯥꯟꯗꯥꯅꯕ ꯑꯆꯧꯕ ꯂꯥꯟꯃꯤ ꯑꯃ ꯁꯦꯝꯅꯕ ꯊꯦꯝꯈꯤ꯫ ꯂꯥꯟ ꯑꯗꯨꯗ ꯒ꯭ꯔꯤꯛꯅ ꯃꯥꯏꯄꯥꯛꯂꯕ ꯃꯇꯨꯡꯗ ꯍꯦꯂꯦꯟꯅ ꯃꯦꯅꯦꯂꯥꯎꯁꯀ ꯂꯣꯏꯅꯅ ꯃꯌꯨꯝꯗ ꯍꯜꯂꯛꯈꯤ ꯑꯗꯨꯕꯨ ꯃꯍꯥꯛ ꯑꯔꯤꯕ ꯃꯥꯂꯦꯝꯗ ꯌꯥꯝꯅ ꯅꯨꯡꯉꯥꯏꯇꯕ ꯃꯤꯁꯛ ꯑꯃ ꯑꯣꯏꯔꯛꯈꯤ ꯃꯁꯤ ꯑꯐ ꯐꯠꯇ ꯃꯥꯏ ꯄꯥꯛꯄ ꯉꯝꯗꯕꯒꯤ ꯈꯨꯗꯝ ꯑꯃ ꯑꯣꯏꯈꯤ ꯑꯃꯁꯨꯡ ꯑꯄꯥꯝꯕꯕꯨ ꯃꯔꯝꯒꯤ ꯃꯊꯛꯇ ꯊꯝꯕꯒꯤ ꯈꯨꯗꯣꯡꯊꯤꯕ ꯑꯃ ꯑꯣꯏꯈꯤ꯫ ꯁꯥꯍꯤꯇ꯭ꯌꯒꯤ ꯑꯣꯏꯕ ꯍꯦꯂꯦꯟꯒꯤ ꯊꯥꯛ ꯐꯖꯅ ꯂꯩꯔꯕꯁꯨ ꯃꯍꯥꯛ ꯂꯥꯏꯒꯤ ꯑꯣꯏꯕ ꯃꯑꯣꯡ ꯑꯃꯁꯨ ꯂꯩꯔꯝꯃꯤ ꯑꯃꯁꯨꯡ ꯒ꯭ꯔꯤꯛꯁꯀꯤ ꯃꯐꯝ ꯀꯌꯥꯗ ꯃꯔꯨꯑꯣꯏꯅ ꯔꯣꯗꯁ ꯁ꯭ꯄꯥꯔꯇꯥ ꯑꯃꯁꯨꯡ ꯊꯦꯔꯥꯞꯅꯦꯗ ꯂꯥꯏꯅꯤꯡ ꯂꯥꯏꯁꯣꯜꯒꯤ ꯃꯌꯣꯜ ꯑꯣꯏꯔꯝꯃꯤ꯫ ꯏꯃꯨꯡꯒꯤ ꯃꯔꯤ ꯒ꯭ꯔꯤꯛꯁꯀꯤ ꯂꯥꯏꯒꯤ ꯋꯥꯔꯤꯗ ꯍꯦꯂꯦꯟ ꯑꯁꯤ ꯖ꯭ꯌꯨꯁ ꯑꯃꯁꯨꯡ ꯂꯦꯗꯥꯒꯤ ꯃꯆꯥꯅꯨꯄꯤꯅꯤ ꯁ꯭ꯄꯥꯔꯇꯥꯒꯤ ꯃꯍꯥꯔꯥꯅꯤ ꯑꯃꯁꯨꯡ ꯇꯤꯟꯗꯥꯔꯦꯌꯁꯀꯤ ꯅꯨꯄꯤꯅꯤ꯫ ꯖꯤꯎꯁꯅ ꯂꯦꯗꯥꯕꯨ ꯅꯝꯊꯥꯛ ꯇꯧꯅꯕ ꯁꯥ ꯑꯃ ꯑꯣꯏꯅ ꯁꯛꯇꯥꯛꯈꯤ ꯑꯃꯁꯨꯡ ꯍꯦꯂꯦꯟ ꯑꯁꯤ ꯃꯈꯣꯏꯒꯤ ꯅꯨꯡꯉꯥꯏꯇꯕ ꯂꯨꯍꯣꯡꯕꯒꯤ ꯃꯍꯩ ꯑꯣꯏꯈꯤ꯫ ꯊꯥꯏꯅꯒꯤ ꯋꯥꯔꯤ ꯑꯁꯤꯒꯤ ꯑꯇꯣꯞꯄ ꯃꯑꯣꯡ ꯑꯃꯗ ꯍꯦꯂꯦꯟꯒꯤ ꯃꯃꯥ ꯑꯁꯤ ꯂꯃꯟ ꯈꯨꯝꯅꯕꯒꯤ ꯃꯤꯁꯛ ꯑꯣꯏꯔꯤꯕ ꯂꯥꯏꯔꯦꯝꯕꯤ ꯅꯦꯃꯦꯁꯤꯁꯅꯤ꯫ ꯃꯃꯥ ꯑꯣꯏꯔꯕꯁꯨ ꯃꯈꯜ ꯑꯅꯤꯃꯛꯇ ꯍꯦꯂꯦꯟ ꯑꯁꯤ ꯁ꯭ꯄꯥꯔꯇꯥꯗ ꯌꯦꯔꯨꯝ ꯑꯃꯗꯒꯤ ꯄꯣꯛꯏ꯫ ꯍꯦꯂꯦꯟꯒꯤ ꯃꯆꯤꯟ ꯃꯅꯥꯎ ꯅꯨꯄꯥꯁꯤꯡꯒꯤ ꯃꯅꯨꯡꯗ ꯍꯤꯔꯣ ꯐꯥꯏꯕꯣꯛ ꯀꯦꯁ꯭ꯇꯔ ꯑꯃꯁꯨꯡ ꯄꯣꯂꯛꯁ ꯄꯣꯂꯤꯗ꯭ꯌꯨꯁ ꯍꯥꯏꯅꯁꯨ ꯈꯪꯅꯕ ꯑꯃꯁꯨꯡ ꯃꯥꯏꯁꯦꯅꯤꯒꯤ ꯅꯤꯡꯊꯧ ꯅꯤꯡꯊꯧ ꯑꯒꯥꯃꯦꯝꯅꯣꯟꯒꯤ ꯇꯨꯡꯒꯤ ꯂꯣꯏꯅꯕꯤ ꯀ꯭ꯂꯥꯏꯇꯦꯝꯅꯦꯁ꯭ꯇ꯭ꯔꯥ ꯌꯥꯎꯈꯤ꯫ ꯅꯣꯡꯃ ꯇꯤꯟꯗꯥꯔꯤꯌꯁꯅ ꯂꯥꯏ ꯄꯨꯝꯅꯃꯛꯇ ꯀꯠꯊꯣꯛꯈꯤ ꯑꯗꯨꯕꯨ ꯑꯦꯐ꯭ꯔꯣꯗꯥꯏꯠ ꯑꯃꯁꯨꯡ ꯂꯥꯏꯔꯦꯝꯕꯤ ꯑꯗꯨ ꯀꯥꯎꯊꯣꯛꯈꯤ ꯃꯗꯨꯒꯤ ꯃꯇꯨꯡꯗ ꯅꯤꯡꯊꯧꯒꯤ ꯃꯆꯥꯅꯨꯄꯤ ꯄꯨꯝꯅꯃꯛ ꯃꯈꯣꯏꯒꯤ ꯂꯝꯆꯠ ꯁꯥꯖꯠ ꯇꯧꯕꯒꯤꯗꯃꯛ ꯃꯃꯤꯡ ꯆꯠꯀꯅꯤ ꯍꯥꯏꯅ ꯋꯥꯁꯛꯈꯤ꯫ ꯍꯦꯂꯦꯟꯒꯤ ꯃꯃꯤꯡ ꯂꯩꯔꯕ ꯅꯨꯄꯤ ꯃꯆꯥ ꯀꯌꯥ ꯂꯩꯔꯝꯃꯤ ꯑꯗꯨꯕꯨ ꯃꯍꯥꯛꯅ ꯁ꯭ꯄꯥꯔꯇꯥꯒꯤ ꯅꯤꯡꯊꯧ ꯑꯒꯥꯃꯦꯝꯅꯣꯟꯒꯤ ꯃꯅꯥꯎꯅꯨꯄꯥ ꯃꯦꯅꯦꯂꯥꯎꯁꯀ ꯂꯨꯍꯣꯡꯒꯅꯤ꯫ ꯂꯨꯍꯣꯡꯕꯒꯤ ꯌꯥꯅꯆꯦ ꯑꯗꯨꯒꯤ ꯁꯔꯨꯛ ꯑꯃ ꯑꯣꯏꯅ ꯇꯤꯟꯗꯥꯔꯤꯌꯁꯅ ꯁꯒꯣꯜ ꯑꯃ ꯀꯠꯊꯣꯛꯈꯤ ꯑꯃꯁꯨꯡ ꯒ꯭ꯔꯤꯛꯁꯀꯤ ꯂꯨꯆꯤꯡꯕ ꯄꯨꯝꯅꯃꯛꯄꯨ ꯍꯦꯂꯦꯟꯕꯨ ꯃꯦꯅꯦꯂꯥꯎꯁꯀꯤ ꯍꯛ ꯂꯩꯕ ꯅꯨꯄꯤꯅꯤ ꯍꯥꯏꯅ ꯁꯛꯈꯪꯅꯕ ꯑꯃꯁꯨꯡ ꯃꯍꯥꯛꯀꯤ ꯃꯆꯥꯅꯨꯄꯤꯕꯨ ꯑꯁꯣꯛ ꯑꯄꯟꯗꯒꯤ ꯉꯥꯛꯊꯣꯛꯅꯕ ꯋꯥꯁꯛꯈꯤ꯫ ꯃꯁꯤꯒꯤ ꯋꯥꯁꯛ ꯑꯁꯤꯅ ꯂꯥꯟꯒꯤ ꯃꯇꯝ ꯂꯥꯛꯄꯗ ꯌꯥꯝꯅ ꯁꯥꯊꯤꯕ ꯃꯍꯩꯁꯤꯡ ꯄꯤꯒꯅꯤ꯫ ꯃꯦꯅꯦꯂꯥꯎꯁ ꯑꯃꯁꯨꯡ ꯍꯦꯂꯦꯟꯒꯤ ꯃꯆꯥꯅꯨꯄꯤ ꯑꯃ, ꯍꯔꯃꯥꯏꯅꯤ ꯑꯃꯁꯨꯡ ꯃꯆꯥꯅꯨꯄꯥ ꯑꯍꯨꯝ ꯂꯩꯈꯤ ꯄ꯭ꯂꯤꯁꯊꯦꯅꯤꯁ ꯑꯦꯊꯤꯑꯣꯂꯥꯁ ꯑꯃꯁꯨꯡ ꯃꯔꯥꯐꯤꯌꯁ꯫ ꯍꯦꯂꯦꯟ ꯑꯁꯤ ꯁꯤꯕ ꯌꯥꯕ ꯅꯨꯄꯤ ꯄꯨꯝꯅꯃꯛꯀꯤ ꯃꯅꯨꯡꯗ ꯈ꯭ꯋꯥꯏꯗꯒꯤ ꯐꯖꯕ ꯃꯤꯁꯛ ꯑꯃꯅꯤ ꯍꯥꯏꯅ ꯄꯥꯛ ꯁꯟꯅ ꯂꯧꯅꯔꯝꯃꯤ꯫ ꯃꯍꯥꯛꯀꯤ ꯋꯥꯔ꯭ꯛꯁ ꯑꯦꯟꯗ ꯗꯦꯁꯇ ꯍꯦꯁꯤꯌꯣꯗꯅ ꯃꯍꯥꯛꯄꯨ ꯃꯁꯝ ꯐꯖꯕ ꯍꯦꯂꯦꯟ ꯍꯥꯏꯅ ꯐꯣꯡꯗꯣꯛꯂꯤ꯫ ꯊꯤꯁꯤꯌꯁꯅ ꯐꯥꯈꯤꯕ ꯃꯃꯤꯡ ꯂꯩꯔꯕ ꯑꯦꯊꯦꯅꯤꯌꯟꯒꯤ ꯍꯤꯔꯣ ꯑꯃꯁꯨꯡ ꯁꯍꯔ ꯑꯗꯨꯒꯤ ꯉꯜꯂꯤꯉꯩꯒꯤ ꯅꯤꯡꯊꯧ ꯊꯤꯁꯤꯌꯁꯅ ꯍꯦꯂꯦꯟꯕꯨ ꯑꯉꯥꯡ ꯑꯣꯏꯔꯤꯉꯩꯗ ꯐꯥꯈꯤ ꯑꯃꯁꯨꯡ ꯃꯍꯥꯛꯅ ꯅꯨꯄꯤ ꯑꯣꯏꯔꯛꯇ꯭ꯔꯤꯐꯥꯎꯕ ꯌꯦꯡꯁꯤꯟꯅꯕ ꯃꯍꯥꯛꯀꯤ ꯃꯃꯥꯗ ꯄꯤꯈꯤ꯫ ꯃꯨꯛꯅ ꯁꯥꯕ ꯑꯃꯁꯨꯡ ꯁꯥꯗꯥꯟꯕ ꯌꯥꯝꯅ ꯄꯥꯝꯃꯤ ꯍꯥꯏꯅ ꯑꯩꯈꯣꯏꯗ ꯍꯥꯏꯔꯤꯕ ꯅꯨꯄꯤꯃꯆꯥ ꯑꯗꯨ ꯃꯗꯨꯒꯤ ꯃꯇꯨꯡꯗ ꯃꯍꯥꯛꯀꯤ ꯃꯅꯥꯎꯅꯨꯄꯥꯁꯤꯡ ꯗꯥꯏꯑꯣꯁ꯭ꯀꯨꯔꯤꯅ ꯀꯟꯈꯤ꯫ ꯑꯀꯣꯟꯕꯅ ꯄꯥꯟꯗꯝ ꯑꯁꯤꯒꯤꯗꯃꯛꯇ ꯑꯦꯊꯤꯀꯥꯗ ꯂꯥꯟꯗꯥꯈꯤ ꯑꯃꯁꯨꯡ ꯊꯤꯁꯤꯌꯁꯄꯨ ꯁꯥꯏꯔꯣꯁꯀꯤ ꯑꯦꯖꯤꯌꯟ ꯏꯊꯠꯇ ꯅꯝꯐꯨꯗ ꯆꯦꯟꯕ ꯇꯥꯈꯤ꯫ ꯍꯦꯂꯦꯟꯒꯤꯗꯃꯛꯇ ꯅꯍꯥ ꯑꯣꯏꯔꯤꯉꯩꯗꯁꯨ ꯃꯍꯥꯛꯀꯤ ꯑꯆꯧꯕ ꯐꯖꯕ ꯑꯗꯨ ꯁꯥꯞ ꯑꯃ ꯑꯣꯏꯔꯝꯕ ꯌꯥꯏ ꯍꯥꯏꯅ ꯂꯧꯅꯩ꯫ ꯄꯦꯔꯤꯁꯀꯤ ꯋꯥꯌꯦꯜ ꯒ꯭ꯔꯤꯛꯁꯤꯡꯒꯤ ꯑꯣꯏꯅꯗꯤ ꯇ꯭ꯔꯣꯖꯟ ꯂꯥꯟꯒꯤ ꯍꯧꯔꯛꯐꯝ ꯑꯁꯤ ꯑꯀꯛꯅꯕ ꯊꯧꯗꯣꯛ ꯑꯃꯗ ꯍꯜꯂꯛꯈꯤ꯫ ꯄꯦꯂꯤꯌꯁ ꯑꯃꯁꯨꯡ ꯊꯦꯇꯤꯁꯀꯤ ꯂꯨꯍꯣꯡꯕꯗ ꯋꯥꯊꯣꯛꯀꯤ ꯂꯥꯏꯔꯦꯝꯕꯤ ꯑꯦꯔꯤꯁꯅ ꯑꯣꯂꯤꯝꯄꯤꯌꯥꯒꯤ ꯂꯥꯏꯔꯦꯝꯕꯤꯁꯤꯡꯒꯤ ꯃꯅꯨꯡꯗ ꯈ꯭ꯋꯥꯏꯗꯒꯤ ꯐꯖꯕ ꯑꯗꯨꯗ ꯁꯅꯥꯒꯤ ꯁꯦꯝ ꯑꯃ ꯀꯠꯈꯤ꯫